ꯑꯄꯤꯕ ꯋꯥꯔꯤ ꯑꯗꯨꯒꯤꯗꯃꯛ ꯑꯜꯇꯔꯅꯦꯇꯤꯕ ꯑꯦꯟꯗꯤꯡ ꯑꯃ ꯖꯦꯅꯦꯔꯦꯠ ꯇꯧꯕ꯫ ꯏꯆꯥꯅꯨꯄꯤ ꯑꯗꯨꯅ ꯃꯃꯥꯡꯗ ꯀꯩꯗꯧꯉꯩꯗꯁꯨ ꯂꯩꯔꯝꯗꯕ ꯃꯔꯨꯞ ꯑꯃ ꯂꯩꯕꯗ ꯌꯥꯝꯅ ꯅꯨꯡꯉꯥꯏꯈꯤ꯫ ꯃꯍꯥꯛꯀꯤ ꯊꯣꯏꯗꯣꯛꯄ ꯋꯥꯐꯝꯁꯤꯡ ꯑꯃꯁꯨꯡ ꯃꯍꯥꯛꯀꯤ ꯑꯀꯤꯕꯁꯤꯡ ꯑꯗꯨ ꯑꯇꯣꯞꯄ ꯀꯅꯥꯒꯨꯝꯕ ꯑꯃꯠꯇꯅ ꯃꯍꯥꯛꯄꯨ ꯂꯧꯁꯤꯟꯈꯤꯕ ꯃꯍꯥꯛꯀꯤ ꯑꯅꯧꯕ ꯐꯪꯂꯕ ꯃꯔꯨꯞ ꯑꯗꯨꯗ ꯐꯣꯡꯗꯣꯛꯈꯤ꯫ ꯃꯇꯝ ꯀꯨꯏꯅ ꯆꯠꯂꯒ ꯅꯨꯄꯤꯃꯆꯥ ꯑꯗꯨꯅ ꯃꯍꯥꯛꯀꯤ ꯃꯔꯨꯞ ꯑꯗꯨ ꯃꯍꯥꯛꯅ ꯎꯔꯤꯕ ꯑꯗꯨꯒꯨꯝꯅ ꯅꯠꯇꯦ ꯍꯥꯏꯕ ꯈꯪꯈꯤ꯫ ꯃꯍꯥꯛ ꯄꯨꯛꯆꯦꯜ ꯁꯦꯡꯕ ꯃꯤꯁꯛ ꯑꯃ ꯑꯣꯏꯔꯝꯗꯦ ꯑꯃꯁꯨꯡ ꯃꯍꯥꯛꯀꯤ ꯊꯣꯏꯗꯣꯛꯄ ꯋꯥꯐꯝꯁꯤꯡ ꯑꯗꯨ ꯑꯇꯣꯞꯄꯁꯤꯡꯗ ꯍꯥꯏꯕꯤꯔꯝꯃꯤ ꯍꯥꯏꯕ ꯈꯪꯈꯤ꯫ ꯏꯆꯝ ꯆꯝꯕ ꯅꯨꯄꯤꯃꯆꯥ ꯑꯗꯨ ꯊꯝꯃꯣꯏ ꯁꯣꯛꯅ ꯁꯣꯛꯈꯤ ꯑꯃꯁꯨꯡ ꯊꯋꯥꯏ ꯊꯥꯗꯣꯛꯈꯤꯕ ꯐꯥꯎꯈꯤ꯫ ꯑꯗꯨꯕꯨ, ꯃꯍꯥꯛꯀꯤ ꯏꯃꯨꯡ ꯃꯅꯨꯡꯒꯤ ꯃꯇꯦꯡꯅ ꯃꯍꯥꯛꯅ ꯑꯆꯨꯝꯕ‌ ꯃꯔꯨꯞꯁꯤꯡ ꯐꯪꯕꯗ ꯑꯋꯥꯕ ꯑꯣꯏꯔꯤ ꯑꯃꯁꯨꯡ ꯀꯅꯥꯕꯨ ꯊꯥꯖꯒꯗꯒꯦ ꯍꯥꯏꯕꯗꯨ ꯈꯟꯕꯗ ꯆꯦꯛꯁꯤꯟꯒꯗꯕꯅꯤ ꯍꯥꯏꯕ ꯈꯪꯈꯤ꯫ ꯂꯣꯏꯁꯤꯜꯂꯛꯄꯗ, ꯏꯆꯥꯅꯨꯄꯤ ꯑꯗꯨꯅ ꯃꯍꯥꯛꯀꯤ ꯄ꯭ꯔꯥꯏꯚꯦꯁꯤꯕꯨ ꯏꯀꯥꯏ ꯈꯨꯝꯅꯕ ꯑꯃꯁꯨꯡ ꯃꯍꯥꯛꯄꯨ ꯇꯁꯦꯡꯅ ꯌꯦꯡꯁꯤꯟꯕꯤꯕ ꯑꯅꯧꯕ ꯃꯔꯨꯞꯁꯤꯡ ꯐꯪꯈꯤ꯫ ꯃꯍꯥꯛꯅ ꯈꯪꯂꯛꯈꯤ ꯃꯗꯨꯗꯤ ꯀꯔꯤꯒꯨꯝꯕ ꯃꯇꯝꯗ, ꯑꯁꯤꯒꯨꯝꯕ ꯑꯦꯛꯁꯄ꯭ꯔꯤꯌꯦꯟꯁꯁꯤꯡ ꯑꯁꯤꯅ ꯅꯍꯥꯛꯄꯨ ꯍꯦꯟꯅ ꯃꯄꯥꯡꯒꯜ ꯀꯟꯕ ꯑꯃꯁꯨꯡ ꯂꯧꯁꯤꯡ ꯂꯩꯍꯟꯕ ꯈꯛꯇꯅꯤ꯫ ꯅꯍꯥꯛꯀꯤ ꯃꯔꯨꯞꯁꯤꯡꯕꯨ ꯄꯥꯔꯇꯤ ꯑꯃꯗ‌ ꯀꯧꯅꯕ ꯏꯃꯦꯜ ꯑꯃ ꯁꯦꯝꯃꯨ꯫ ꯅꯨꯡꯁꯤꯖꯔꯕꯥ ꯏꯔꯩꯕꯥꯛꯆꯥꯁꯤꯡ, ꯏꯃꯦꯜ ꯑꯁꯤꯅ ꯅꯈꯣꯏꯕꯨ ꯌꯥꯝꯅ ꯐꯖꯅ ꯐꯪꯒꯅꯤ ꯍꯥꯏꯅ ꯑꯩꯅ ꯊꯥꯖꯩ꯫ ꯃꯊꯪꯒꯤ ꯅꯨꯃꯤꯠ ꯍꯨꯝꯅꯤꯗ ꯑꯩꯍꯥꯛꯅ ꯑꯩꯍꯥꯛꯀꯤ ꯃꯐꯝꯗ ꯄꯥꯡꯊꯣꯛꯀꯗꯧꯔꯤꯕ ꯄꯥꯔꯇꯤ ꯑꯃꯗ ꯑꯩꯍꯥꯛꯅ ꯅꯈꯣꯏꯕꯨ ꯀꯧꯖꯔꯤ꯫ ꯑꯐꯕ‌ ꯆꯤꯟꯖꯥꯛ, ꯊꯛꯅꯕꯥ ꯏꯁꯤꯡ, ꯃ꯭ꯌꯨꯖꯤꯛ, ꯑꯃꯁꯨꯡ ꯇꯁꯦꯡꯅ ꯍꯥꯏꯔꯕꯗ ꯑꯆꯧꯕ ꯀꯝꯄꯦꯅꯤ ꯑꯃꯅ ꯊꯜꯂꯕ ꯑꯉꯛꯄ ꯅꯨꯃꯤꯠ ꯑꯃ ꯑꯣꯏꯔꯒꯅꯤ꯫ ꯄꯥꯔꯇꯤ ꯑꯁꯤ ꯁꯒꯣꯜꯁꯦꯟ ꯅꯨꯃꯤꯠꯀꯤ ꯅꯨꯃꯤꯗꯥꯡ ꯄꯨꯡ ꯇꯔꯦꯠ ꯇꯥ ꯄꯥꯡꯊꯣꯛꯀꯅꯤ, ꯑꯃꯁꯨꯡ ꯑꯦꯗ꯭ꯔꯦꯁ ꯑꯁꯤ ꯃꯦꯟ ꯁ꯭ꯇꯔꯤꯠꯇꯥ ꯑꯣꯏꯒꯅꯤ꯫ ꯑꯩꯍꯥꯛꯅ ꯃꯤꯄꯨꯝ ꯈꯨꯗꯤꯡꯃꯛꯀꯤꯗꯃꯛ ꯆꯥꯅꯕ ꯑꯃꯁꯨꯡ ꯊꯛꯅꯕ ꯏꯁꯤꯡ ꯃꯇꯤꯛ ꯆꯥꯅ ꯁꯦꯝ ꯁꯥꯕ ꯉꯝꯅꯕ ꯊꯪꯅꯕ ꯅꯨꯃꯤꯠ ꯐꯥꯎꯕꯒꯤ ꯃꯅꯨꯡꯗ ,ꯑꯥꯔꯑꯦꯁꯚꯤꯄꯤ ꯑꯩꯍꯥꯛꯅ ꯑꯗꯣꯝ ꯄꯨꯝꯅꯃꯛꯀ ꯂꯣꯏꯅꯅ ꯅꯨꯡꯉꯥꯏꯕ ꯐꯣꯡꯗꯣꯛꯆꯔꯤ ꯑꯃꯁꯨꯡ ꯄꯨꯟꯅ ꯅꯨꯡꯉꯥꯏꯔꯕ ꯅꯨꯃꯤꯠ ꯑꯃ ꯂꯦꯞꯂꯒꯅꯤ ꯍꯥꯏꯅ ꯊꯥꯖꯩ꯫ ꯀꯔꯤꯒꯨꯝꯕ ꯑꯗꯣꯝꯒꯤ ꯋꯥꯍꯪꯁꯤꯡ ꯂꯩꯔꯕꯗꯤ ꯑꯩꯉꯣꯟꯗ ꯈꯪꯍꯟꯕꯤꯌꯨ, ꯑꯃꯁꯨꯡ ꯑꯩꯅ ꯑꯗꯣꯝꯕꯨ ꯃꯐꯝ ꯑꯗꯨꯗ ꯎꯕ ꯐꯪꯖꯕ ꯉꯝꯂꯣꯏ꯫ ꯅꯨꯡꯉꯥꯏꯔꯕ ꯑꯦꯛꯁꯔꯁꯥꯏꯖ ꯑꯦꯛꯇꯤꯚꯤꯇꯤ ꯑꯃ ꯁꯦꯝꯃꯨ꯫ ꯅꯨꯡꯉꯥꯏꯔꯕ ꯑꯦꯛꯁꯔꯁꯥꯏꯖ ꯑꯦꯛꯇꯤꯕꯤꯇꯤ ꯑꯃꯗꯤ ꯗꯥꯟꯁ ꯄꯥꯔꯇꯤ ꯑꯃ ꯄꯥꯡꯊꯣꯛꯄ ꯑꯁꯤꯅꯤ꯫ ꯅꯍꯥꯛꯅ ꯌꯥꯝꯅ ꯄꯥꯝꯅꯕ ꯑꯄꯦꯟꯕ ꯏꯁꯩꯁꯤꯡꯒꯤ ꯄ꯭ꯂꯦꯂꯤꯁ꯭ꯠ ꯑꯃ ꯈꯟꯕꯤꯌꯨ ꯑꯃꯁꯨꯡ ꯂꯧꯊꯣꯛꯄꯤꯌꯨ꯫ ꯅꯥꯠꯀꯤ ꯈꯣꯡꯆꯠꯁꯤꯡ ꯑꯁꯤ ꯃꯄꯨꯡ ꯐꯥꯅ ꯇꯧꯕ ꯃꯊꯧ ꯇꯥꯗꯦ, ꯅꯨꯡꯉꯥꯏꯅ ꯂꯩꯌꯨ ꯑꯃꯁꯨꯡ ꯅꯍꯥꯛꯀꯤ ꯍꯥꯔ꯭ꯠꯀꯤ ꯔꯦꯠ ꯑꯗꯨ ꯋꯥꯡꯈꯠꯍꯜꯂꯨ꯫ ꯐ꯭ꯔꯤꯖ ꯗꯥꯟꯁ ꯁꯥꯟꯅꯗꯨꯅ ꯒꯦꯝ ꯑꯃ ꯑꯣꯏꯅ ꯐꯥꯎꯕ ꯑꯣꯟꯊꯣꯛꯄ ꯌꯥꯏ, ꯃꯐꯝ ꯑꯗꯨꯗ ꯃ꯭ꯌꯨꯖꯤꯛ ꯂꯦꯞꯈꯤꯕ ꯃꯇꯝ ꯈꯨꯗꯤꯡꯗ ꯃꯐꯝ ꯑꯗꯨꯗ ꯐ꯭ꯔꯤꯖ ꯇꯧꯒꯗꯕꯅꯤ꯫ ꯃꯁꯤ ꯕ꯭ꯂꯥꯁ꯭ꯠ ꯑꯃꯁꯨ ꯂꯩꯔꯒ ꯑꯦꯛꯇꯤꯕ ꯑꯣꯏꯕꯒꯤ ꯑꯆꯧꯕ ꯃꯑꯣꯡ ꯑꯃꯅꯤ꯫